ꯑꯇꯣꯞꯄꯥ ꯏꯅꯔꯖꯤꯒꯤ ꯁꯣꯔꯁꯁꯤꯡ ꯁꯤꯖꯤꯟꯅꯕꯅꯥ ꯑꯀꯣꯏꯕꯒꯤ ꯐꯤꯕꯝꯗꯥ ꯀꯔꯤ ꯀꯥꯟꯅꯕꯒꯦ? ꯁꯣꯂꯥꯔ, ꯅꯨꯡꯁꯤꯠ, ꯍꯥꯏꯗ꯭ꯔꯣꯄꯥꯋꯔ ꯑꯃꯁꯨꯡ ꯖꯤꯑꯣꯊꯔꯃꯦꯜ ꯄꯥꯋꯔꯒꯨꯝꯕꯥ ꯑꯇꯣꯞꯄꯥ ꯏꯅꯔꯖꯤꯒꯤ ꯁꯣꯔꯁꯁꯤꯡꯅꯥ ꯑꯀꯣꯏꯕꯒꯤ ꯐꯤꯕꯝꯗꯥ ꯀꯥꯟꯅꯕꯥ ꯀꯌꯥ ꯄꯤꯔꯤ꯫ ꯒ꯭ꯔꯤꯟꯍꯥꯎꯁ ꯒ꯭ꯌꯥꯁ ꯊꯥꯗꯣꯛꯄꯥ ꯍꯟꯊꯍꯟꯕꯥ: ꯑꯇꯣꯞꯄꯥ ꯑꯦꯅꯔꯖꯤꯒꯤ ꯁꯣꯔꯁꯁꯤꯡꯅꯥ ꯇ꯭ꯔꯦꯗꯤꯁꯅꯦꯜ ꯐꯣꯁꯤꯜ ꯐ꯭ꯌꯨꯑꯦꯜꯁꯤꯡꯒꯥ ꯃꯥꯟꯅꯗꯕꯥ ꯃꯑꯣꯡꯗꯥ ꯒ꯭ꯔꯤꯟꯍꯥꯎꯁ ꯒ꯭ꯌꯥꯁ ꯊꯥꯗꯣꯛꯄꯥ ꯌꯥꯝꯅꯥ ꯅꯦꯝꯃꯤ꯫ ꯃꯁꯤꯅꯥ ꯀꯥꯔꯕꯣꯟ ꯐꯨꯠꯄ꯭ꯔꯤꯟꯇ ꯍꯟꯊꯍꯟꯕꯗꯥ ꯑꯃꯁꯨꯡ ꯀ꯭ꯂꯥꯏꯃꯦꯠ ꯆꯦꯟꯖ ꯊꯦꯡꯅꯕꯗꯥ ꯃꯇꯦꯡ ꯄꯥꯡꯏ꯫ ꯅꯨꯡꯁꯤꯠꯀꯤ ꯃꯒꯨꯟ ꯐꯒꯠꯍꯟꯕꯥ: ꯑꯇꯣꯞꯄꯥ ꯏꯅꯔꯖꯤꯒꯤ ꯁꯣꯔꯁꯁꯤꯡ ꯁꯤꯖꯤꯟꯅꯕꯅꯥ ꯅꯨꯡꯁꯤꯠ ꯁꯦꯡꯗꯣꯛꯄꯥ ꯍꯟꯊꯍꯟꯕꯥ ꯉꯝꯒꯅꯤ, ꯃꯁꯤꯅꯥ ꯅꯨꯡꯁꯤꯠ ꯁꯦꯡꯗꯣꯛꯄꯥ ꯑꯃꯁꯨꯡ ꯍꯛꯆꯥꯡ ꯐꯕꯥ ꯈꯨꯟꯅꯥꯏꯁꯤꯡ ꯄꯨꯔꯛꯄꯥ ꯉꯝꯒꯅꯤ꯫ ꯅꯟ-ꯔꯤꯅ꯭ꯌꯨꯑꯦꯕꯜ ꯔꯤꯁꯣꯔꯁꯁꯤꯡꯗꯥ ꯊꯥꯖꯕꯥ ꯍꯟꯊꯔꯛꯄꯥ: ꯑꯜꯇꯔꯅꯦꯇꯤꯞ ꯏꯅꯔꯖꯤ ꯁꯣꯔꯁꯁꯤꯡ ꯑꯁꯤ ꯔꯤꯅ꯭ꯌꯨꯑꯦꯕꯜ ꯑꯣꯏ ꯑꯃꯁꯨꯡ ꯃꯇꯝꯒꯤ ꯃꯇꯨꯡ ꯏꯟꯅꯥ ꯂꯣꯏꯁꯤꯟꯂꯣꯏ꯫ ꯃꯁꯤꯅꯥ ꯀꯣꯏꯂꯥ, ꯑꯣꯏꯜ, ꯑꯃꯁꯨꯡ ꯅꯦꯆꯔꯦꯜ ꯒ꯭ꯌꯥꯁꯒꯨꯝꯕꯥ ꯏꯅꯔꯖꯤꯒꯤ ꯅꯟ-ꯔꯤꯅ꯭ꯌꯨꯑꯦꯕꯜ ꯁꯣꯔꯁꯁꯤꯡꯗꯥ ꯊꯥꯖꯕꯥ ꯍꯟꯊꯍꯜꯂꯤ, ꯃꯁꯤꯅꯥ ꯔꯤꯁꯣꯔꯁꯁꯤꯡ ꯑꯁꯤ ꯇꯨꯡꯒꯤ ꯃꯤꯔꯣꯜꯁꯤꯡꯒꯤꯗꯃꯛ ꯉꯥꯛꯇꯨꯅꯥ ꯊꯝꯂꯤ꯫ ꯏꯁꯤꯡ ꯁꯤꯖꯤꯟꯅꯕꯥ ꯍꯟꯊꯍꯟꯕꯥ: ꯅꯨꯡꯁꯤꯠ ꯑꯃꯁꯨꯡ ꯁꯣꯂꯥꯔ ꯄꯥꯋꯔꯒꯨꯝꯕꯥ ꯑꯇꯣꯞꯄꯥ ꯏꯅꯔꯖꯤ ꯁꯣꯔꯁꯁꯤꯡꯅꯥ ꯇ꯭ꯔꯦꯗꯤꯁꯅꯦꯜ ꯄꯥꯋꯔ ꯁꯣꯔꯁꯁꯤꯡꯗꯒꯤ ꯌꯥꯝꯅꯥ ꯍꯟꯊꯅꯥ ꯏꯁꯤꯡ ꯁꯤꯖꯤꯟꯅꯩ꯫ ꯃꯁꯤꯅꯥ ꯏꯁꯤꯡꯒꯤ ꯔꯤꯁꯣꯔꯁꯁꯤꯡ ꯉꯥꯛꯇꯨꯅꯥ ꯊꯝꯕꯗꯥ ꯃꯇꯦꯡ ꯄꯥꯡꯏ ꯑꯃꯁꯨꯡ ꯃꯐꯝ ꯑꯗꯨꯒꯤ ꯏꯁꯤꯡꯒꯤ ꯁꯄ꯭ꯂꯥꯏꯁꯤꯡꯗꯥ ꯁꯣꯛꯍꯜꯂꯛꯄꯥ ꯍꯟꯊꯍꯜꯂꯤ꯫ ꯍꯤꯡꯐꯝ ꯑꯃꯁꯨꯡ ꯂꯝꯂꯛꯀꯤ ꯁꯥ-ꯎꯆꯦꯛꯁꯤꯡ ꯉꯥꯛ-ꯁꯦꯟꯕꯥ: ꯑꯜꯇꯔꯅꯦꯇꯤꯚ ꯑꯦꯅꯔꯖꯤꯒꯤ ꯁꯣꯔꯁ ꯀꯌꯥꯅꯥ ꯑꯀꯣꯏꯔꯣꯟ ꯑꯃꯁꯨꯡ ꯂꯝꯂꯛꯀꯤ ꯁꯥ-ꯎꯆꯦꯛꯁꯤꯡꯗꯥ ꯍꯦꯟꯅꯥ ꯁꯣꯛꯍꯜꯂꯤ꯫ ꯈꯨꯗꯝ ꯑꯣꯏꯅꯥ, ꯅꯨꯡꯁꯤꯠ ꯑꯃꯁꯨꯡ ꯁꯣꯂꯥꯔ ꯄꯥꯋꯔꯒꯤ ꯈꯨꯗꯣꯡꯆꯥꯕꯁꯤꯡ ꯑꯁꯤ ꯂꯧꯎ-ꯁꯤꯡꯎ ꯑꯃꯁꯨꯡ ꯂꯧꯎ-ꯁꯤꯡꯎꯒꯤ ꯂꯝ ꯂꯝꯁꯤꯡꯒꯥ ꯄꯨꯟꯅꯥ ꯍꯤꯡꯃꯤꯟꯅꯕꯥ ꯌꯥꯏ, ꯃꯁꯤꯅꯥ ꯏꯅꯔꯖꯤ ꯄꯨꯊꯣꯛꯅꯕꯒꯤꯗꯃꯛ ꯃꯍꯧꯁꯥꯒꯤ ꯑꯣꯏꯕꯥ ꯃꯐꯝꯁꯤꯡ ꯁꯦꯡꯗꯣꯛꯄꯒꯤ ꯃꯊꯧ ꯇꯥꯕꯥ ꯍꯟꯊꯍꯜꯂꯤ꯫ ꯑꯗꯣꯝ ꯃꯔꯨꯞꯁꯤꯡꯒꯤ ꯀꯥꯡꯂꯨꯞ ꯑꯃꯗꯥ ꯂꯩꯔꯤ ꯑꯃꯁꯨꯡ ꯃꯤꯄꯨꯝ ꯈꯨꯗꯤꯡꯃꯛꯅꯥ ꯁꯔꯨꯛ ꯌꯥꯅꯕꯥ ꯀ꯭ꯔꯤꯌꯦꯇꯤꯕ ꯑꯣꯏꯕꯥ ꯊꯕꯛ ꯑꯃꯥ ꯁꯦꯝꯒꯠꯄꯥ ꯃꯊꯧ ꯇꯥꯏ ꯍꯥꯏꯅꯥ ꯈꯟꯕꯤꯌꯨ꯫ ꯑꯔꯇꯤꯐꯤꯁꯦꯜ ꯏꯟꯇꯤꯂꯤꯖꯦꯟꯁꯒꯤ ꯑꯦꯁꯤꯁꯇꯦꯟꯇ ꯑꯃꯥ ꯑꯣꯏꯅꯥ ꯑꯩꯍꯥꯛꯅꯥ ꯀꯥꯡꯂꯨꯞ ꯑꯁꯤꯒꯤ ꯃꯤꯄꯨꯝ ꯈꯨꯗꯤꯡꯃꯛꯄꯨ ꯁꯔꯨꯛ ꯌꯥꯍꯟꯒꯗꯕꯥ ꯅꯨꯡꯉꯥꯏꯕꯥ ꯑꯃꯁꯨꯡ ꯏꯟꯇ꯭ꯔꯦꯛꯇꯤꯕ ꯑꯦꯛꯇꯤꯕꯤꯇꯤ ꯑꯃꯥ ꯁꯖꯦꯁ ꯇꯧꯒꯅꯤ꯫ ꯃꯈꯥꯗꯥ ꯅꯍꯥꯛꯅꯥ ꯈꯟꯅꯒꯗꯕꯥ ꯋꯥꯈꯜꯂꯣꯟ ꯈꯔꯥ ꯄꯤꯔꯤ: ꯑꯍꯥꯟꯕꯗ ꯄꯦꯟꯇꯤꯡ ꯆꯦꯂꯦꯟꯖ ꯑꯃꯥ: ꯃꯤꯄꯨꯝ ꯈꯨꯗꯤꯡꯃꯛꯇꯥ ꯑꯥꯔꯠꯀꯤ ꯁꯄ꯭ꯂꯥꯏꯁꯤꯡ ꯄꯤꯕꯥ ꯑꯃꯁꯨꯡ ꯑꯀꯛꯅꯕꯥ ꯃꯇꯝꯒꯤ ꯃꯅꯨꯡꯗꯥ ꯃꯥꯁꯇꯔꯄꯤꯁ ꯑꯃꯥ ꯁꯦꯝꯅꯕꯥ ꯆꯦꯂꯦꯟꯖ ꯇꯧꯕꯥꯅꯤ꯫ ꯑꯅꯤꯁꯨꯕꯗ ꯁ꯭ꯀꯦꯞ ꯔꯨꯝ: ꯌꯨꯝꯗꯥ ꯁ꯭ꯀꯦꯞ ꯔꯨꯝ ꯑꯦꯛꯁꯄꯤꯔꯤꯑꯦꯟꯁ ꯑꯃꯥ ꯁꯦꯝꯃꯨ ꯅꯠꯇ꯭ꯔꯒꯥ ꯃꯅꯥꯛ ꯅꯛꯄꯥ ꯑꯃꯗꯥ ꯆꯠꯂꯨ꯫ ꯃꯁꯤ ꯄꯨꯟꯅꯥ ꯊꯕꯛ ꯇꯧꯃꯤꯟꯅꯕꯒꯤ ꯑꯃꯁꯨꯡ ꯄ꯭ꯔꯣꯕ꯭ꯂꯦꯝ ꯁꯣꯜꯕ ꯇꯧꯕꯒꯤ ꯍꯩꯁꯤꯡꯕꯥ ꯁꯤꯖꯤꯟꯅꯕꯒꯤ ꯑꯆꯧꯕꯥ ꯃꯑꯣꯡ ꯑꯃꯅꯤ꯫ ꯑꯍꯨꯝꯁꯨꯕꯗꯥ ꯁ꯭ꯀꯦꯚꯦꯟꯖꯔ ꯍꯟꯇ: ꯃꯤꯄꯨꯝ ꯈꯨꯗꯤꯡꯃꯛꯅꯥ ꯁꯣꯜꯕ ꯇꯧꯅꯕꯥ ꯁꯤꯡꯅꯕꯥ ꯑꯃꯁꯨꯡ ꯔꯤꯖꯜꯁꯤꯡꯒꯥ ꯂꯣꯏꯅꯅꯥ ꯁ꯭ꯀꯦꯚꯦꯟꯖꯔ ꯍꯟꯇ ꯑꯃꯥ ꯁꯦꯝꯃꯨ꯫ ꯃꯁꯤ ꯌꯨꯝꯒꯤ ꯃꯅꯨꯡꯗꯥ ꯅꯠꯇ꯭ꯔꯒꯥ ꯃꯄꯥꯟꯗꯥ ꯄꯥꯡꯊꯣꯛꯄꯥ ꯌꯥꯏ꯫ ꯃꯔꯤꯁꯨꯕꯗ ꯗꯨ ꯏꯠ ꯌꯣꯔꯁꯦꯜꯄꯒꯤ ꯄ꯭ꯔꯣꯖꯦꯛꯇ: ꯄꯨꯟꯅꯥ ꯗꯨ ꯏꯠ ꯌꯣꯔꯁꯦꯜꯄꯒꯤ ꯄ꯭ꯔꯣꯖꯦꯛꯇ ꯑꯃꯗꯥ ꯊꯕꯛ ꯇꯧꯕꯥ꯫ ꯃꯁꯤ ꯇꯥꯏ-ꯗꯥꯏ ꯁꯔꯠ ꯁꯦꯝꯕꯥ ꯅꯠꯇ꯭ꯔꯒꯥ ꯄꯥꯈꯪꯒꯤ ꯌꯨꯝ ꯁꯥꯕꯒꯨꯝꯕꯥ ꯅꯨꯡꯉꯥꯏꯕꯥ ꯋꯥꯐꯝ ꯑꯃꯥ ꯑꯣꯏꯕꯥ ꯌꯥꯏ꯫ ꯕꯣꯔꯗ ꯒꯦꯝ ꯇꯨꯔꯅꯥꯃꯦꯟꯇ: ꯃꯤꯄꯨꯝ ꯈꯨꯗꯤꯡꯃꯛꯅꯥ ꯃꯈꯣꯏꯒꯤ ꯅꯨꯡꯁꯤꯖꯔꯕꯥ ꯒꯦꯝ ꯑꯗꯨ ꯄꯨꯔꯛꯄꯥ ꯕꯣꯔꯗ ꯒꯦꯝ ꯇꯨꯔꯅꯥꯃꯦꯟꯇ ꯑꯃꯥ ꯂꯩꯌꯨ, ꯑꯃꯁꯨꯡ ꯃꯈꯣꯏ ꯄꯨꯝꯅꯃꯛ ꯁꯥꯟꯅꯕꯥ ꯌꯥꯒꯅꯤ꯫ ꯅꯍꯥꯛꯅꯥ ꯈꯟꯒꯗꯕꯥ ꯊꯕꯛ ꯑꯃꯥ ꯍꯦꯛꯇꯥ ꯑꯣꯏꯔꯕꯁꯨ, ꯃꯁꯤ ꯃꯤꯄꯨꯝ ꯈꯨꯗꯤꯡꯃꯛꯅꯥ ꯁꯔꯨꯛ ꯌꯥꯕꯥ ꯑꯃꯁꯨꯡ ꯄꯨꯟꯅꯥ ꯅꯨꯡꯉꯥꯏꯅꯥ ꯄꯥꯡꯊꯣꯛꯄꯥ ꯌꯥꯕꯥ ꯄꯣꯠꯁꯛ ꯑꯃꯅꯤ ꯍꯥꯏꯕꯁꯤ ꯁꯣꯏꯗꯅꯥ ꯈꯪꯖꯤꯟꯕꯤꯌꯨ꯫ ꯍꯛꯆꯥꯡ ꯐꯕꯥ ꯑꯌꯨꯛꯀꯤ ꯆꯥꯛꯂꯦꯟ ꯑꯃꯒꯤꯗꯃꯛ ꯑꯥꯏꯇꯦꯝ ꯃꯉꯥꯒꯤ ꯁꯣꯄꯤꯡ ꯂꯤꯁ ꯑꯃꯥ ꯁꯦꯝꯃꯨ꯫ ꯒ꯭ꯔꯤꯛ ꯌꯣꯒꯔ ꯄ꯭ꯔꯣꯇꯤꯟꯒꯤ ꯑꯆꯧꯕꯥ ꯁꯣꯔꯁ ꯑꯃꯅꯤ ꯑꯃꯁꯨꯡ ꯗꯥꯏꯖꯦꯁꯇꯤꯚ ꯍꯦꯜꯊ ꯐꯒꯠꯍꯟꯕꯗꯥ ꯃꯇꯦꯡ ꯄꯥꯡꯏ ꯐ꯭ꯔꯦꯁ ꯕꯦꯔꯤ ꯏꯁꯇ꯭ꯔꯣꯕꯦꯔꯤ, ꯕ꯭ꯂꯨꯕꯦꯔꯤ ꯅꯠꯇ꯭ꯔꯒꯥ ꯕ꯭ꯂꯦꯛꯕꯦꯔꯤꯒꯨꯝꯕꯥ ꯕꯦꯔꯤꯁꯤꯡ ꯑꯃꯁꯨꯡ ꯃꯁꯤꯗꯥ ꯐꯥꯏꯕꯔ, ꯑꯦꯟꯇꯤꯑꯣꯛꯁꯤꯗꯦꯟꯇ ꯑꯃꯁꯨꯡ ꯚꯤꯇꯥꯃꯤꯟ ꯌꯥꯝꯅꯥ ꯌꯥꯎꯏ꯫ ꯍꯣꯜ ꯒ꯭ꯔꯦꯟ ꯕ꯭ꯔꯦꯗ ꯑꯌꯨꯛ ꯄꯨꯡ ꯄꯨꯝꯅꯃꯛꯇꯥ ꯑꯦꯅꯔꯖꯤꯒꯤꯗꯃꯛ ꯍꯛꯆꯥꯡ ꯐꯕꯥ ꯀꯥꯔꯕꯣꯟ, ꯐꯥꯏꯕꯔ ꯑꯃꯁꯨꯡ ꯚꯤꯇꯥꯃꯤꯟꯁꯤꯡ ꯄꯤ꯫ ꯑꯦꯚꯣꯀꯦꯗꯣꯅ ꯍꯛꯆꯥꯡ ꯐꯅꯥ ꯂꯩꯅꯕꯥ ꯃꯣꯅꯣꯑꯟꯁꯦꯆꯨꯔꯦꯇꯦꯗ ꯐꯦꯠꯁꯤꯡ ꯌꯥꯝꯅꯥ ꯌꯥꯎꯏ ꯑꯃꯁꯨꯡ ꯐꯠꯇꯕꯥ ꯀꯣꯂꯦꯁꯇꯦꯔꯣꯜꯒꯤ ꯆꯥꯡ ꯍꯟꯊꯍꯟꯕꯗꯥ ꯃꯇꯦꯡ ꯄꯥꯡꯏ꯫ ꯉꯥ – ꯄ꯭ꯔꯣꯇꯤꯟꯒꯤ ꯑꯇꯣꯞꯄꯥ ꯑꯆꯧꯕꯥ ꯁꯣꯔꯁ ꯑꯃꯅꯤ, ꯃꯈꯣꯏꯗꯥ ꯇꯉꯥꯏꯐꯗꯕꯥ ꯚꯤꯇꯥꯃꯤꯟꯁꯤꯡ ꯑꯃꯁꯨꯡ ꯃꯤꯅꯔꯦꯜꯁꯤꯡꯁꯨ ꯌꯥꯎꯏ꯫